ꯀ꯭ꯂꯥꯏꯃꯦꯠ ꯆꯦꯟꯖ ꯑꯁꯤ ꯀꯔꯤꯒꯤꯗꯃꯛꯇ ꯈꯨꯗꯛꯀꯤ ꯑꯣꯏꯕ ꯋꯥꯐꯝ ꯑꯃ ꯑꯣꯏꯔꯤꯕꯅꯣ ꯍꯥꯢꯕꯒꯤ ꯃꯇꯥꯡꯗ ꯑꯥꯔꯒꯨꯃꯦꯟꯇꯦꯇꯤꯐ ꯑꯦꯁꯦ ꯑꯃ ꯏꯕꯤꯌꯨ꯫ ꯀ꯭ꯂꯥꯏꯃꯦꯠ ꯆꯦꯟꯖ ꯑꯁꯤ ꯑꯩꯈꯣꯌꯒꯤ ꯃꯇꯝ ꯑꯁꯤꯒꯤ ꯈ꯭ꯋꯥꯏꯗꯒꯤ ꯇꯉꯥꯏꯐꯗꯕ ꯋꯥꯐꯝꯅꯤ꯫ ꯀ꯭ꯂꯥꯏꯃꯦꯠ ꯆꯦꯟꯖ ꯑꯁꯤ ꯊꯣꯛꯂꯤ ꯑꯃꯁꯨꯡ ꯃꯁꯤ ꯑꯆꯧꯕ ꯃꯑꯣꯡꯗ ꯃꯤꯑꯣꯏꯕꯒꯤ ꯊꯕꯛꯅ ꯃꯔꯝ ꯑꯣꯏꯗꯨꯅ ꯑꯣꯏꯔꯤ ꯍꯥꯌꯕꯁꯤ ꯌꯥꯗꯕ ꯋꯥꯐꯝ ꯑꯃꯅꯤ꯫ ꯃꯁꯤ ꯃꯥꯂꯦꯝꯒꯤ ꯇꯪꯗꯨ ꯂꯩꯇꯥꯕꯗ ꯈ꯭ꯆꯥꯏꯗꯒꯤ ꯆꯥꯎꯕ ꯆꯩꯊꯦꯡ ꯑꯃꯅꯤ, ꯑꯃꯁꯨꯡ ꯐꯤꯚꯝ ꯑꯁꯤꯒꯤ ꯏꯐꯦꯛꯇꯁꯤꯡ ꯍꯟꯊꯍꯟꯅꯕ ꯈꯨꯗꯛꯀꯤ ꯑꯣꯏꯕ ꯊꯕꯛ ꯄꯥꯌꯈꯠꯀꯗꯕꯅꯤ꯫ ꯋꯥꯔꯣꯜ ꯑꯁꯤ ꯀ꯭ꯂꯥꯏꯃꯦꯠ ꯆꯦꯟꯖ ꯑꯁꯤ ꯈꯨꯟꯅꯥꯏꯒꯤ ꯁꯦꯛꯇꯔ ꯈꯨꯗꯤꯡꯃꯛꯇꯒꯤ ꯄꯨꯛꯅꯤꯡ ꯆꯪꯕ ꯃꯊꯧ ꯇꯥꯕ ꯈꯨꯗꯛꯀꯤ ꯑꯣꯏꯕ ꯋꯥꯐꯝ ꯑꯃꯅꯤ ꯍꯥꯢꯅ ꯐꯣꯡꯗꯣꯛꯂꯤ꯫ ꯑꯍꯥꯟꯕ ꯑꯃꯁꯨꯡ ꯑꯔꯣꯏꯕ ꯑꯣꯏꯅ, ꯀ꯭ꯂꯥꯏꯃꯦꯠ ꯆꯦꯟꯖꯅ ꯑꯩꯈꯣꯢꯅ ꯈꯪꯂꯤꯕꯥ ꯃꯥꯂꯦꯝ ꯑꯁꯤꯗ ꯃꯥꯡꯍꯟ ꯇꯥꯛꯍꯟꯕ ꯌꯥꯕ ꯁꯥꯐꯨ ꯑꯃ ꯄꯤꯔꯤ꯫ ꯐꯤꯚꯝ ꯑꯁꯤꯅ ꯍꯦꯟꯅ ꯁꯥꯊꯤꯕ ꯋꯦꯗꯔ ꯄꯦꯇꯔꯟꯁꯤꯡ ꯊꯣꯛꯍꯜꯂꯤ, ꯃꯗꯨꯒꯤ ꯃꯅꯨꯡꯗ ꯑꯀꯟꯕ ꯅꯣꯡꯂꯩ-ꯅꯨꯡꯁꯤꯠ, ꯃꯇꯝ ꯁꯥꯡꯅ ꯍꯦꯟꯅ ꯀꯟꯅ ꯂꯝꯍꯥꯡꯗ ꯈꯥꯡꯉꯝꯗꯕ, ꯑꯃꯁꯨꯡ ꯊꯥꯖꯗꯕ ꯅꯣꯡꯖꯨ-ꯅꯨꯡꯁꯥꯒꯤ ꯃꯑꯣꯡꯁꯤꯡ ꯌꯥꯎꯔꯤ꯫ ꯃꯁꯤꯅ ꯃꯊꯪ ꯃꯅꯥꯎ ꯅꯥꯏꯅ ꯏꯀꯣꯁꯤꯁ꯭ꯇꯦꯝꯗ ꯑꯃꯥꯡ-ꯑꯇꯥ ꯊꯣꯛꯍꯜꯂꯤ, ꯃꯁꯤꯅ ꯁ꯭ꯄꯦꯁꯤꯁ ꯈꯔꯕꯨ ꯈꯨꯗꯣꯡꯊꯤꯕ ꯅꯪꯍꯜꯂꯤ, ꯕꯥꯏꯑꯣꯗꯥꯏꯕꯔꯁꯤꯇꯤ ꯍꯟꯊꯍꯜꯂꯤ, ꯍꯤꯡꯐꯝꯁꯤꯡꯗ ꯑꯃꯥꯡ-ꯑꯇꯥ ꯊꯣꯛꯍꯜꯂꯤ ꯑꯃꯁꯨꯡ ꯄ꯭ꯔ꯭ꯤꯊꯤꯕꯤꯒꯤ ꯄꯨꯟꯁꯤꯕꯨ ꯃꯇꯦꯡ ꯄꯥꯡꯕꯒꯤ ꯇꯧꯕ ꯉꯝꯕꯗ ꯑꯀꯥꯌꯕ ꯄꯤ꯫ ꯀꯅꯥꯒꯨꯝꯕ ꯑꯃꯅ ꯍꯥꯢꯔꯛꯄ ꯌꯥꯏ ꯃꯗꯨꯗꯤ ꯑꯍꯣꯡꯕꯁꯤꯡ ꯑꯁꯤ ꯃꯍꯧꯁꯥꯒꯤ ꯑꯣꯏꯕ ꯋꯥꯐꯝꯅꯤ, ꯑꯃꯁꯨꯡ ꯄ꯭ꯔ꯭ꯤꯊꯤꯕꯤ ꯑꯁꯤ ꯃꯁꯤꯒꯤ ꯃꯅꯨꯡꯗ ꯆꯠꯈꯤ ꯑꯃꯁꯨꯡ ꯃꯃꯥꯡꯗ ꯐꯒꯠꯂꯛꯈꯤ꯫ ꯑꯗꯨꯝ ꯑꯣꯏꯅꯃꯛ ꯍꯧꯖꯤꯛ ꯈꯦꯟꯅꯕ ꯑꯁꯤꯒꯤ ꯑꯍꯣꯡꯕ ꯑꯁꯤꯒꯤ ꯆꯥꯡ ꯑꯁꯤ ꯄ꯭ꯔ꯭ꯤꯊꯤꯕꯤꯅ ꯃꯃꯥꯡꯗ ꯊꯦꯡꯅꯈꯤꯕ ꯊꯧꯑꯣꯡ ꯑꯃꯠꯇꯗꯒꯤ ꯌꯥꯝꯅ ꯍꯦꯜꯂꯤ ꯑꯃꯁꯨꯡ ꯃꯁꯤꯒꯤ ꯈꯣꯡꯖꯦꯜ ꯑꯁꯤꯒꯤ ꯁꯔꯨꯛ ꯑꯃ ꯃꯤꯑꯣꯏꯕꯅꯥ ꯊꯧꯗꯥꯡ ꯂꯧꯔꯤ꯫ ꯃꯁꯤꯗ ꯅꯠꯇꯅ ꯀ꯭ꯂꯥꯏꯃꯦꯠ ꯆꯦꯟꯖꯅ ꯃꯤꯑꯣꯏꯕꯥ ꯈꯨꯟꯅꯥꯏꯗ ꯃꯑꯣꯡ ꯀꯌꯥꯗ ꯑꯀꯥꯌꯕ ꯄꯤꯔꯤ꯫ ꯋꯦꯗꯔ ꯄꯦꯇꯔꯟꯁꯤꯡꯒꯤ ꯏꯝꯄꯦꯛꯇ ꯑꯁꯤꯅ ꯃꯤꯌꯥꯝꯒꯤ ꯄꯨꯟꯁꯤ ꯑꯃꯁꯨꯡ ꯍꯤꯡꯅꯕꯒꯤ ꯂꯝꯕꯤꯗ ꯃꯔꯨꯑꯣꯏꯅ ꯈ꯭ꯋꯥꯏꯗꯒꯤ ꯈꯨꯗꯣꯡꯊꯤꯅꯤꯉꯥꯏ ꯑꯣꯏꯕ ꯈꯨꯟꯅꯥꯏꯁꯤꯡꯒꯤ ꯄꯨꯟꯁꯤꯗ ꯁꯣꯛꯍꯜꯂꯤ꯫ ꯁꯃꯨꯗ꯭ꯔꯒꯤ ꯂꯦꯚꯦꯜ ꯋꯥꯡꯈꯠꯂꯛꯄꯒ ꯂꯣꯌꯅꯅ ꯀꯣꯁ꯭ꯇꯦꯜ ꯁꯤꯇꯤꯁꯤꯡꯗ ꯏꯁꯤꯡ ꯏꯆꯥꯎ ꯑꯃꯁꯨꯡ ꯃꯤ ꯂꯩꯕ ꯌꯥꯗꯕꯒꯤ ꯈꯨꯗꯣꯡꯊꯤꯕ ꯂꯩ꯫ ꯅꯣꯡꯖꯨ-ꯅꯨꯡꯁꯥꯅ ꯆꯥꯅꯕ ꯆꯤꯟꯖꯥꯛ ꯋꯥꯠꯄ ꯑꯃꯁꯨꯡ ꯀꯔꯤꯒꯨꯝꯕ ꯃꯇꯝꯗ ꯂꯝꯍꯥꯡꯗ ꯈꯥꯡꯉꯝꯗꯕ ꯊꯣꯛꯍꯜꯂꯤ꯫ ꯑꯦꯌꯔ ꯀ꯭ꯋꯥꯂꯤꯇꯤ ꯐꯠꯇꯕ ꯑꯁꯤꯅ ꯃꯤꯌꯥꯝꯒꯤ ꯍꯛꯁꯦꯜꯗ ꯌꯥꯝꯅ ꯁꯥꯊꯤꯅ ꯁꯣꯛꯍꯜꯂꯤ꯫ ꯍꯥꯌꯔꯤꯕ ꯋꯥꯐꯃꯝꯁꯤꯡ ꯑꯁꯤꯕꯨ ꯁꯧꯒꯠꯂꯤꯕ ꯄ꯭ꯔꯃꯥꯟꯁꯤꯡ ꯑꯁꯤ ꯌꯥꯝꯅ ꯋꯥꯡꯏ, ꯃꯁꯤꯅ ꯇꯥꯛꯂꯤ ꯃꯗꯨꯗꯤ ꯀ꯭ꯂꯥꯏꯃꯦꯠ ꯆꯦꯟꯖ ꯑꯁꯤ ꯍꯥꯏꯄꯣꯇꯦꯇꯤꯀꯜ ꯄ꯭ꯔꯣꯕ꯭ꯂꯦꯝ ꯑꯃꯅꯤ, ꯑꯗꯨꯕꯨ ꯍꯥꯟꯅꯗꯒꯤ ꯃꯤꯑꯣꯏ ꯀꯌꯥꯒꯤ ꯄꯨꯟꯁꯤꯗ ꯏꯝꯄꯦꯛꯇ ꯇꯧꯔꯤꯕ ꯀꯟꯇ꯭ꯔꯦꯛꯇ ꯄ꯭ꯔꯣꯕ꯭ꯂꯦꯝ ꯑꯃꯅꯤ꯫ ꯃꯁꯤꯒꯤ ꯃꯊꯛꯇ, ꯃꯁꯤ ꯌꯦꯡꯁꯤꯟꯕꯤꯗꯕ ꯃꯇꯝꯗ ꯃꯈꯥ ꯇꯥꯅ ꯍꯦꯟꯅ ꯐꯒꯠꯂꯛꯀꯗꯕ ꯁꯃꯁ꯭ꯌꯥ ꯑꯃꯅꯤ꯫ ꯀ꯭ꯂꯥꯏꯃꯦꯠ ꯆꯦꯟꯖ ꯑꯁꯤ ꯁ꯭ꯇꯦꯇꯤꯛ ꯑꯣꯏꯕꯥ ꯐꯤꯚꯝ ꯑꯃꯅꯤ, ꯀꯔꯤꯒꯨꯝꯕ ꯏꯃꯤꯁꯟꯁꯤꯡ ꯑꯁꯤ ꯍꯧꯖꯤꯛ ꯂꯩꯔꯤꯕ ꯔꯦꯠ ꯑꯁꯤꯗ ꯃꯈꯥ ꯇꯥꯅ ꯔꯤꯂꯤꯖ ꯇꯧꯔꯕꯗꯤ ꯃꯥꯂꯦꯝ ꯑꯁꯤ ꯃꯈꯥ ꯇꯥꯅ ꯍꯦꯟꯅ ꯋꯥꯡꯈꯠꯂꯛꯀꯅꯤ, ꯑꯃꯁꯨꯡ ꯃꯁꯤꯒꯤ ꯐꯜꯁꯤꯡ ꯑꯁꯤ ꯍꯦꯟꯅ ꯃꯌꯦꯛ ꯁꯦꯡꯂꯛꯀꯅꯤ꯫ ꯃꯁꯤꯅ ꯁꯃꯁ꯭ꯌꯥ ꯑꯁꯤꯒꯤ ꯈꯨꯗꯛꯀꯤ ꯑꯣꯏꯕ ꯋꯥꯐꯝ ꯑꯗꯨ ꯐꯣꯡꯗꯣꯛꯂꯤ ꯑꯩꯈꯣꯌꯅ ꯊꯕꯛ ꯄꯥꯌꯈꯠꯅꯕ ꯍꯦꯟꯅ ꯉꯥꯏꯕ ꯉꯝꯗꯦ꯫ ꯑꯩꯈꯣꯌꯅ ꯍꯦꯟꯅ ꯁꯥꯡꯅ ꯉꯥꯢꯔꯕꯅꯤ ꯉꯥꯏꯔꯕꯗꯤ, ꯋꯥꯐꯝ ꯑꯁꯤ ꯊꯦꯡꯅꯕꯗ ꯑꯋꯥꯕ ꯑꯃꯁꯨꯡ ꯃꯃꯜ ꯌꯥꯝꯅ ꯆꯪꯒꯅꯤ꯫ ꯌꯥꯝꯅ ꯆꯥꯎꯕ ꯄ꯭ꯔꯃꯥꯟꯁꯤꯡ ꯑꯃꯁꯨꯡ ꯁꯃꯁ꯭ꯌꯥ ꯑꯁꯤꯒꯤ ꯈꯨꯗꯛꯀꯤ ꯑꯣꯏꯕ ꯊꯧꯑꯣꯡꯁꯤꯡ ꯂꯩꯔꯕꯁꯨ, ꯀ꯭ꯂꯥꯏꯃꯦꯠ ꯆꯦꯟꯖ ꯑꯁꯤ ꯊꯣꯛꯂꯤ ꯅꯠꯇ꯭ꯔꯒꯥ ꯃꯁꯤ ꯃꯤꯑꯣꯏꯕꯒꯤ ꯊꯕꯛꯅ ꯃꯔꯝ ꯑꯣꯏꯗꯨꯅ ꯑꯣꯏꯔꯤ ꯍꯥꯌꯅ ꯂꯥꯟꯅ ꯂꯧꯔꯤꯕ ꯃꯤꯑꯣꯏꯁꯤꯡ ꯍꯧꯖꯤꯛꯁꯨ ꯂꯩꯔꯤ꯫ ꯑꯗꯨꯝ ꯑꯣꯏꯅꯃꯛ, ꯁꯥꯏꯟꯇꯤꯐꯤꯛ ꯑꯣꯏꯕ ꯌꯥꯅꯕ ꯑꯁꯤ ꯃꯌꯦꯛ ꯁꯦꯡꯏ: ꯀ꯭ꯂꯥꯏꯃꯦꯠ ꯆꯦꯟꯖ ꯑꯁꯤ ꯇꯁꯦꯡꯕꯅꯤ, ꯃꯁꯤ ꯍꯧꯖꯤꯛ ꯊꯣꯛꯂꯤ, ꯑꯃꯁꯨꯡ ꯃꯁꯤ ꯑꯌꯥꯝꯕꯅ ꯃꯤꯑꯣꯏꯕꯒꯤ ꯊꯕꯛ ꯊꯧꯔꯝꯁꯤꯡꯅ ꯃꯔꯝ ꯑꯣꯏꯗꯨꯅ ꯑꯣꯏꯔꯤ꯫ ꯃꯁꯤ ꯌꯥꯗꯕ ꯍꯥꯌꯕꯁꯤ ꯇꯨꯡꯒꯤ ꯃꯤꯔꯣꯜꯁꯤꯡꯕꯨ ꯈꯨꯗꯣꯡꯊꯤꯕ ꯅꯪꯍꯟꯕꯅꯤ꯫ ꯂꯣꯏꯁꯤꯜꯂꯛꯄꯗ, ꯀ꯭ꯂꯥꯏꯃꯦꯠ ꯆꯦꯟꯖ ꯑꯁꯤ ꯈꯨꯟꯅꯥꯏꯒꯤ ꯁꯦꯛꯇꯔ ꯈꯨꯗꯤꯡꯃꯛꯇꯒꯤ ꯄꯨꯛꯅꯤꯡ ꯆꯪꯕ ꯑꯃꯁꯨꯡ ꯊꯕꯛ ꯄꯥꯌꯈꯠꯄ ꯃꯊꯧ ꯇꯥꯕ ꯈꯨꯗꯛꯀꯤ ꯑꯣꯏꯕ ꯋꯥꯐꯝ ꯑꯃꯅꯤ꯫ ꯁꯥꯏꯟꯁ ꯑꯁꯤ ꯃꯌꯦꯛ ꯁꯦꯡꯏ, ꯃꯁꯤꯒꯤ ꯏꯝꯄꯦꯛꯇꯁꯤꯡ ꯑꯁꯤ ꯍꯥꯟꯅꯗꯒꯤ ꯐꯥꯑꯣꯔꯛꯂꯤ ꯑꯃꯁꯨꯡ